ꯑꯍꯥꯟꯕ ꯃꯤꯑꯣꯏꯗ ꯏꯕ ꯃꯇꯝꯗ ꯀꯔꯤ ꯀꯥꯟꯅꯕꯁꯤꯡ ꯂꯩꯕꯒꯦ? ꯑꯍꯥꯟꯕꯥ ꯃꯤꯑꯣꯏꯒꯤ ꯃꯤꯠꯌꯦꯡꯗ ꯏꯕ ꯑꯁꯤꯒꯤ ꯀꯥꯟꯅꯕ ꯀꯌꯥ ꯂꯩ, ꯃꯈꯣꯏꯁꯤꯡ ꯑꯗꯨꯗꯤ: ꯏꯟꯇꯤꯃꯦꯁꯤ ꯑꯃꯁꯨꯡ ꯀꯅꯦꯛꯁꯟ: ꯑꯍꯥꯟꯕ ꯃꯤꯑꯣꯏꯗ ꯏꯕ ꯑꯁꯤꯅ ꯄꯥꯔꯤꯕ ꯃꯤꯑꯣꯏ ꯑꯗꯨꯅ ꯋꯥꯔꯤ ꯑꯗꯨꯕꯨ ꯄ꯭ꯔꯣꯇꯣꯒꯣꯅꯤꯁꯠꯀꯤ ꯃꯤꯠꯌꯦꯡꯗꯒꯤ ꯑꯦꯛꯁꯄꯔꯤꯑꯦꯟꯁ ꯇꯧꯕ ꯉꯝꯍꯜꯂꯤ, ꯃꯁꯤꯅ ꯄꯥꯔꯤꯕ ꯃꯤꯑꯣꯏ ꯑꯗꯨꯒꯤ ꯃꯔꯛꯇ ꯍꯦꯟꯅ ꯂꯨꯕ ꯏꯃꯣꯁꯅꯦꯜ ꯀꯅꯦꯛꯁꯟ ꯑꯃꯁꯨꯡ ꯏꯟꯇꯤꯃꯦꯁꯤ ꯑꯃ ꯁꯦꯝꯒꯠꯂꯤ꯫ ꯃꯔꯨꯑꯣꯏꯕ ꯁꯛꯇꯝ꯫ ꯑꯆꯨꯝꯕ: ꯑꯍꯥꯟꯕ ꯃꯤꯑꯣꯏ ꯁꯤꯖꯤꯟꯅꯕꯅ ꯋꯥꯔꯤ ꯑꯃꯗ ꯑꯆꯨꯝꯕ ꯑꯃꯁꯨꯡ ꯈꯨꯗꯛꯀꯤ ꯑꯣꯏꯕ ꯋꯥꯈꯜꯂꯣꯟ ꯑꯃ ꯄꯤꯕ ꯉꯝꯒꯅꯤ ꯃꯔꯝꯗꯤ ꯄꯥꯔꯤꯕ ꯃꯤꯑꯣꯏ ꯑꯗꯨꯅ ꯀꯦꯔꯦꯛꯇꯔꯒꯤ ꯋꯥꯈꯜꯂꯣꯟ, ꯐꯤꯚꯝ ꯑꯃꯁꯨꯡ ꯑꯦꯛꯁꯄꯔꯤꯌꯦꯟꯁꯁꯤꯡ ꯑꯗꯨ ꯈꯪꯕ ꯉꯝꯏ꯫ ꯁꯕꯖꯦꯛꯇꯤꯕꯤꯇꯤ: ꯐꯥꯔꯁ꯭ꯠ-ꯄꯔꯁꯟ ꯄꯔꯁꯄꯦꯛꯇꯤꯚꯅ ꯀꯦꯔꯦꯛꯇꯔ ꯑꯃꯒꯤ ꯁꯕꯖꯦꯛꯇꯤꯚ ꯑꯦꯛꯁꯄꯔꯤꯑꯦꯟꯁ ꯑꯃꯁꯨꯡ ꯋꯥꯈꯜꯂꯣꯟꯁꯤꯡ ꯑꯗꯨ ꯊꯤꯖꯤꯟꯕ ꯌꯥꯍꯜꯂꯤ, ꯃꯈꯣꯢꯒꯤ ꯃꯅꯨꯡꯒꯤ ꯑꯣꯏꯕ ꯃꯥꯂꯦꯝ ꯑꯗꯨꯒꯤ ꯃꯇꯥꯡꯗ ꯋꯥꯈꯜ ꯈꯟꯕ ꯉꯝꯍꯜꯂꯤ ꯫ ꯈꯣꯟꯖꯦꯜ: ꯑꯍꯥꯟꯕ ꯃꯤꯑꯣꯏꯗ ꯏꯕ ꯑꯁꯤꯅ ꯑꯏꯕ ꯑꯗꯨꯅ ꯀꯦꯔꯦꯛꯇꯔ ꯑꯗꯨꯒꯤꯗꯃꯛ ꯑꯈꯟꯅꯕ ꯈꯣꯟꯖꯦꯜ ꯑꯃꯁꯨꯡ ꯃꯑꯣꯡ ꯃꯇꯧ ꯑꯃ ꯁꯦꯝꯒꯠꯄ ꯉꯝꯍꯜꯂꯤ, ꯃꯗꯨꯅ ꯃꯈꯣꯏꯕꯨ ꯄꯨꯟꯁꯤꯗ ꯄꯨꯔꯛꯄ ꯑꯃꯁꯨꯡ ꯃꯈꯣꯏꯕꯨ ꯍꯦꯟꯅ ꯅꯤꯡꯁꯤꯡꯅꯤꯡꯉꯥꯏ ꯑꯣꯏꯍꯟꯕꯗ ꯃꯇꯦꯡ ꯄꯥꯡꯏ꯫ ꯋꯥꯔꯤꯃꯆꯥ ꯀꯟꯇ꯭ꯔꯣꯜ ꯇꯧꯕ: ꯑꯍꯥꯟꯕ ꯃꯤꯑꯣꯏꯒꯤ ꯋꯥꯔꯤꯃꯆꯥ ꯑꯁꯤꯅ ꯑꯏꯕ ꯑꯗꯨꯕꯨ ꯋꯥꯔꯤꯃꯆꯥ ꯑꯁꯤꯕꯨ ꯀꯟꯇ꯭ꯔꯣꯜ ꯇꯧꯕ ꯉꯝꯍꯜꯂꯤ ꯑꯃꯁꯨꯡ ꯄꯥꯔꯤꯕ ꯃꯤꯑꯣꯏ ꯑꯗꯨꯒ ꯋꯥꯔꯤꯃꯆꯥꯗ ꯌꯥꯎꯕ ꯑꯃꯁꯨꯡ ꯁꯦꯜ ꯊꯥꯗꯕ ꯉꯝꯍꯜꯂꯤ꯫ ꯑꯄꯨꯟꯕ ꯑꯣꯏꯅ ꯑꯍꯥꯟꯕ ꯃꯤꯑꯣꯏꯗ ꯏꯕ ꯑꯁꯤꯅ ꯍꯦꯟꯅ ꯏꯃꯔꯁꯤꯚ ꯑꯣꯏꯕ ꯄꯥꯕꯒꯤ ꯑꯦꯛꯁꯄꯔꯤꯌꯦꯟꯁ ꯑꯃ ꯁꯦꯝꯒꯠꯄ ꯉꯝꯒꯅꯤ ꯑꯃꯁꯨꯡ ꯀꯦꯔꯦꯛꯇꯔ ꯑꯃꯁꯨꯡ ꯋꯥꯔꯤꯁꯤꯡꯕꯨ ꯄꯨꯟꯁꯤꯗ ꯄꯨꯔꯛꯄꯗ ꯃꯇꯦꯡ ꯄꯥꯡꯒꯅꯤ꯫ ꯁꯦꯟꯁꯟ ꯑꯃꯗꯤ ꯀꯤ-ꯋꯥꯔꯗ ꯑꯃ ꯄꯤꯔꯒ, ꯀꯤ-ꯋꯥꯔꯗ ꯑꯗꯨ ꯍꯦꯟꯅ ꯏꯃꯣꯁꯅꯦꯜ ꯑꯣꯏꯅ ꯁꯣꯅꯕ ꯃꯑꯣꯡꯗ ꯁꯦꯟꯁꯟ ꯑꯗꯨ ꯑꯦꯗꯤꯠ ꯇꯧ꯫ ꯋꯥꯍꯩ ꯄꯔꯦꯡ: ꯃꯤꯑꯣꯏ ꯑꯗꯨꯅ ꯂꯥꯏꯁꯪꯗ ꯆꯠꯈ꯭ꯔꯦ꯫ ꯃꯔꯨꯑꯣꯏꯕ ꯋꯥꯍꯩ: ꯚꯤꯖꯤꯠ ꯇꯧꯈꯤ꯫ ꯃꯤꯑꯣꯏ ꯑꯗꯨꯅ ꯁꯦꯡꯂꯕ ꯂꯥꯏꯁꯪ ꯑꯗꯨꯗ ꯊꯋꯥꯏ ꯌꯥꯎꯅ ꯆꯠꯈ꯭ꯔꯦ꯫ ꯃꯌꯦꯛ ꯁꯦꯡꯕ ꯏꯃꯦꯖꯔꯤ ꯁꯤꯖꯤꯟꯅꯗꯨꯅ ꯋꯥꯍꯩ ꯑꯁꯤ ꯑꯃꯨꯛ ꯍꯟꯅ ꯏꯕꯤꯌꯨ꯫ ꯐꯨꯜ ꯑꯗꯨ ꯁꯣꯛꯄ ꯑꯃꯁꯨꯡ ꯃꯆꯨ ꯀꯌꯥꯅ ꯊꯜꯂꯕ ꯑꯣꯏꯈꯤ꯫ ꯐꯨꯜꯒꯤ ꯄꯥꯝꯕꯤꯁꯤꯡ ꯑꯁꯤ ꯀ꯭ꯔꯣꯃꯦꯇꯤꯛ ꯁꯞꯂꯦꯟꯗꯔꯒꯤ ꯁꯤꯝꯐꯅꯤ ꯑꯃꯗ ꯊꯣꯔꯛꯄ ꯃꯇꯝꯗ ꯊꯋꯥꯏ ꯌꯥꯎꯕ ꯏꯅꯔꯖꯤꯒꯤ ꯋꯥꯔꯝ ꯑꯃ ꯔꯦꯗꯤꯑꯣ ꯇꯧꯗꯨꯅ ꯋꯥꯏꯕ꯭ꯔꯦꯟꯇ ꯍꯨꯏꯁꯤꯡꯒꯤ ꯃꯤꯠ ꯎꯗꯕ ꯗꯤꯁꯄ꯭ꯂꯦ ꯑꯃꯗ ꯊꯣꯔꯛꯈꯤ꯫ ꯃꯁꯤꯒꯤ ꯊꯣꯏꯗꯣꯛꯄ ꯃꯆꯨꯁꯤꯡ ꯑꯗꯨꯅ ꯅꯨꯃꯤꯠꯀꯤ ꯃꯈꯥꯗ ꯆꯦꯟꯊꯔꯛꯏ, ꯅꯨꯡꯁꯤꯠꯀꯤ ꯃꯉꯥꯜ ꯄꯤꯔꯛꯈꯤ ꯑꯃꯁꯨꯡ ꯅꯨꯡꯁꯤꯠꯀꯤ ꯇꯔꯨ ꯇꯅꯥꯟꯕ ꯃꯤꯠꯌꯦꯡ ꯑꯗꯨ ꯀꯧꯈꯤ꯫ "ꯑꯩꯅ ꯁꯒꯣꯜꯁꯦꯟ ꯅꯨꯃꯤꯠ ꯈꯨꯗꯤꯡꯒꯤ ꯁ꯭ꯇꯣꯔꯗ ꯆꯠꯂꯤ" ꯍꯥꯏꯕ ꯋꯥꯍꯩ ꯑꯁꯤꯗꯒꯤ 'ꯔꯟ' ꯍꯥꯏꯕ ꯋꯥꯍꯩ ꯑꯁꯤ ꯂꯧꯊꯣꯛꯎ ꯫ ꯑꯩꯅ ꯁꯒꯣꯜꯁꯦꯟ ꯅꯨꯃꯤꯠ ꯈꯨꯗꯤꯡꯒꯤ ꯁ꯭ꯇꯣꯔꯗ ꯂꯥꯛꯏ꯫ ꯑꯩꯍꯥꯛ ꯁꯒꯣꯜꯁꯦꯟ ꯅꯨꯃꯤꯠ ꯈꯨꯗꯤꯡꯒꯤ ꯁ꯭ꯇꯣꯔꯗ ꯆꯠꯂꯤ꯫ ꯁꯣꯐꯇꯋꯥꯌꯔ ꯏꯟꯖꯤꯅꯤꯌꯔꯒꯤ ꯊꯕꯛ ꯑꯃꯒꯤꯗꯃꯛ ꯏꯟꯇꯔꯚꯤꯎꯒꯤ ꯋꯥꯍꯪ ꯑꯍꯨꯝꯒꯤ ꯂꯤꯁ꯭ꯠ ꯑꯃ ꯁꯦꯝꯃꯨ꯫ ꯁꯣꯐꯇꯋꯥꯌꯔ ꯏꯟꯖꯤꯅꯤꯌꯔꯒꯤ ꯊꯕꯛ ꯑꯃꯒꯤꯗꯃꯛ ꯁꯤꯖꯤꯟꯅꯕ ꯌꯥꯕ ꯏꯟꯇꯔꯚ꯭ꯌꯨꯒꯤ ꯋꯥꯍꯪ ꯑꯍꯨꯝ ꯃꯈꯥꯗ ꯄꯤꯔꯤ: ꯅꯍꯥꯛꯅ ꯚꯔꯁꯟ ꯀꯟꯇ꯭ꯔꯣꯜ ꯁꯤꯁꯇꯦꯝꯁꯤꯡꯒꯤ ꯃꯇꯥꯡꯗ ꯅꯍꯥꯛꯀꯤ ꯑꯦꯛꯁꯄꯔꯤꯌꯦꯟꯁ ꯑꯃꯁꯨꯡ ꯅꯍꯥꯛꯀꯤ ꯃꯃꯥꯡꯒꯤ ꯄ꯭ꯔꯣꯖꯦꯛꯇꯁꯤꯡꯗ ꯃꯈꯣꯏꯕꯨ ꯀꯔꯝꯅ ꯁꯤꯖꯤꯟꯅꯈꯤꯕꯒꯦ ꯍꯥꯏꯕꯗꯨ ꯐꯣꯡꯗꯣꯛꯄ ꯉꯝꯒꯗ꯭ꯔꯥ?